ꯚꯤꯖꯨꯑꯦꯜ ꯁꯞꯄ꯭ꯂꯥꯏ ꯀꯝꯄꯅꯤ ꯒꯨꯝꯕ ꯃꯤꯌꯥꯝꯅ ꯄꯥꯝꯅꯕ ꯁ꯭ꯃꯥꯔꯠꯐꯣꯟ ꯐꯣꯇꯣꯒ꯭ꯔꯥꯐꯤ ꯑꯦꯞꯁꯤꯡꯗ ꯐꯪꯂꯤꯕ ꯑꯦꯗꯤꯇꯤꯡ ꯇꯨꯜꯁꯤꯡ ꯑꯁꯤꯅ ꯅꯍꯥꯛꯀꯤ ꯐꯣꯇꯣꯁꯤꯡ ꯑꯗꯨ ꯍꯦꯟꯅ ꯐꯒꯠꯍꯟꯕ ꯉꯝꯒꯅꯤ ꯑꯃꯁꯨꯡ ꯅꯍꯥꯛꯅ ꯑꯄꯥꯝꯕ ꯂꯨꯛ ꯑꯃ ꯐꯪꯕꯗ ꯃꯇꯦꯡ ꯄꯥꯡꯒꯅꯤ꯫ ꯇꯣꯉꯥꯟ-ꯇꯣꯉꯥꯟꯕ ꯐꯤꯜꯇꯔꯁꯤꯡ, ꯃꯉꯥꯜ ꯑꯃꯁꯨꯡ ꯀꯟꯇ꯭ꯔꯥꯁꯠ ꯑꯦꯗꯖꯁꯠꯃꯦꯟꯇꯁꯤꯡ, ꯑꯃꯁꯨꯡ ꯅꯍꯥꯛꯀꯤ ꯄꯤꯛꯆꯔꯁꯤꯡ ꯐꯒꯠꯍꯟꯅꯕ ꯀ꯭ꯔꯣꯄꯤꯡ ꯇꯨꯜꯁꯤꯡꯒ ꯂꯣꯏꯅꯅ ꯑꯦꯛꯁꯄꯤꯔꯤꯃꯦꯟꯇ ꯇꯧꯕꯤꯌꯨ꯫ ꯑꯗꯨꯝ ꯑꯣꯏꯅꯃꯛ, ꯃꯁꯤ ꯍꯦꯟꯅ ꯋꯥꯡꯈꯠꯍꯜꯂꯣꯏꯗꯕꯅꯤ ꯍꯥꯏꯕꯁꯤ ꯅꯤꯡꯁꯤꯡꯕꯤꯌꯨ ꯃꯔꯝꯗꯤ ꯌꯥꯝꯅ ꯍꯦꯟꯅ ꯑꯦꯗꯤꯠ ꯇꯧꯕꯅ ꯅꯍꯥꯛꯀꯤ ꯐꯣꯇꯣꯁꯤꯡ ꯑꯗꯨ ꯃꯍꯧꯁꯥꯒꯤ ꯑꯣꯏꯕ ꯃꯑꯣꯡꯗ ꯎꯕ ꯐꯪꯗꯕ ꯌꯥꯏ꯫ ꯂꯥꯏꯔꯤꯛ ꯑꯃ ꯏꯕꯒ ꯃꯔꯤ ꯂꯩꯅꯕ ꯂꯥꯟꯐꯝ ꯑꯗꯨꯒꯤꯗꯃꯛ ꯃꯦꯇꯥꯐꯣꯔ ꯑꯃ ꯁꯦꯝꯃꯨ꯫ ꯂꯥꯏꯔꯤꯛ ꯑꯃ ꯏꯕ ꯍꯥꯏꯕꯁꯤ ꯇꯨꯔꯦꯜ ꯑꯃ ꯂꯥꯟꯊꯣꯛꯄꯒ ꯃꯥꯟꯅꯩ꯫ ꯈꯣꯡꯆꯠ ꯑꯁꯤ ꯁꯤꯡꯅꯕ ꯑꯃꯁꯨꯡ ꯑꯔꯨꯕ ꯑꯃꯅꯤ꯫ ꯑꯀꯟꯕ ꯂꯝꯕꯤꯁꯤꯡ ꯑꯃꯁꯨꯡ ꯃꯥꯏꯊꯤꯕ ꯄꯤꯕ ꯌꯥꯕ ꯈꯨꯗꯣꯡꯆꯥꯗꯕꯁꯤꯡ ꯂꯩꯔꯤ꯫ ꯈꯣꯡꯊꯥꯡ ꯈꯨꯗꯤꯡꯃꯛ ꯋꯥꯔꯦꯞ ꯑꯃꯁꯨꯡ ꯂꯦꯞꯄ ꯂꯩꯇꯅ ꯍꯣꯠꯅꯕ ꯃꯊꯧ ꯇꯥꯏ ꯑꯃꯁꯨꯡ ꯃꯥꯡꯗ ꯂꯩꯔꯤꯕ ꯂꯝꯕꯤ ꯑꯁꯤ ꯌꯥꯝꯅ ꯂꯨꯕ ꯑꯣꯏꯅ ꯎꯕ ꯌꯥꯏ꯫ ꯑꯗꯨꯕꯨ ꯂꯥꯞꯅ ꯆꯠꯄ ꯑꯁꯤ ꯐꯖꯕ ꯑꯃꯁꯨꯡ ꯏꯟꯁꯄꯤꯔꯦꯁꯟꯒꯤ ꯃꯤꯀꯨꯞꯁꯤꯡꯅ ꯊꯜꯂꯕ ꯃꯐꯝ ꯑꯃꯅꯤ ꯑꯃꯁꯨꯡ ꯃꯊꯛꯇꯒꯤ ꯌꯦꯡꯕ, ꯃꯥꯏ ꯄꯥꯛꯄꯒꯤ ꯋꯥꯈꯜꯂꯣꯟ ꯑꯁꯤ ꯑꯇꯣꯞꯄ ꯃꯐꯝ ꯑꯃꯠꯇꯗ ꯐꯪꯗꯕ ꯃꯅꯥ ꯑꯃꯅꯤ꯫ ꯌꯨꯖꯔꯒꯤ ꯀ꯭ꯋꯦꯔꯤ ꯑꯃ ꯄꯤꯔꯕ ꯃꯇꯨꯡꯗ ꯃꯔꯤ ꯂꯩꯅꯕ ꯇꯥꯏꯇꯜ ꯑꯃ ꯁꯖꯦꯁ꯭ꯠ ꯇꯧ꯫ ꯋꯥꯍꯪ: ꯂꯟꯗꯟꯒꯤ ꯈ꯭ꯋꯥꯏꯗꯒꯤ ꯐꯕ ꯍꯣꯇꯦꯜꯁꯤꯡ꯫ ꯇꯥꯏꯇꯜ ꯁꯖꯦꯁꯟ: "ꯀꯥꯎꯔꯣꯏꯗꯕ ꯑꯦꯛꯁꯄꯤꯔꯤꯌꯦꯟꯁ ꯑꯃꯒꯤꯗꯃꯛ ꯂꯟꯗꯟꯗ ꯂꯩꯕ ꯃꯀꯣꯛ ꯊꯣꯡꯕ ꯍꯣꯇꯦꯜ ꯇꯔꯥ"꯫ ꯀ꯭ꯔꯥꯏꯁꯤꯁꯀꯤ ꯃꯇꯝꯗ ꯃꯤꯑꯣꯏꯁꯤꯡꯗ ꯃꯇꯦꯡ ꯄꯥꯡꯒꯗꯕ ꯄ꯭ꯔꯣꯇꯣꯇꯥꯏꯞ ꯄ꯭ꯔꯗꯛꯇ ꯑꯃꯒꯤꯗꯃꯛ ꯋꯥꯈꯜꯂꯣꯟ ꯑꯍꯨꯝ ꯄꯨꯊꯣꯛꯄꯤꯌꯨ꯫ ꯀ꯭ꯔꯥꯏꯁꯤꯁ ꯑꯃꯒꯤ ꯃꯅꯨꯡꯗ ꯃꯤꯑꯣꯏꯕꯗ ꯃꯇꯦꯡ ꯄꯥꯡꯕ ꯌꯥꯕ ꯄ꯭ꯔꯣꯇꯣꯇꯥꯏꯞ ꯄ꯭ꯔꯗꯛꯇ ꯑꯥꯏꯗꯤꯌꯥ ꯑꯍꯨꯝ ꯃꯈꯥꯗ ꯄꯤꯔꯤ: ꯁ꯭ꯃꯥꯔꯠ ꯋꯦꯌꯔꯑꯦꯕꯜ ꯑꯦꯂꯔꯠ ꯁꯤꯁ꯭ꯇꯦꯝ ꯑꯃ ꯃꯤꯑꯣꯏ ꯑꯃꯒꯤ ꯁ꯭ꯃꯥꯔꯠꯐꯣꯟꯒ ꯁꯝꯅꯗꯨꯅ ꯂꯥꯛꯀꯗꯧꯔꯤꯕ ꯈꯨꯗꯣꯡꯊꯤꯕꯒꯤ ꯃꯇꯥꯡꯗ ꯔꯤꯑꯦꯜ-ꯇꯥꯏꯝ ꯑꯦꯂꯔꯠꯁꯤꯡ ꯑꯃꯁꯨꯡ ꯑꯞꯗꯦꯠꯁꯤꯡ ꯄꯤꯅꯕ ꯔꯤꯁꯠꯕꯦꯟꯗꯒꯨꯝꯕ ꯋꯦꯌꯔꯑꯦꯕꯜ ꯗꯤꯚꯥꯏꯁ ꯑꯃꯅꯤ꯫ ꯀ꯭ꯔꯥꯏꯁꯤꯁ ꯅꯠꯇ꯭ꯔꯒ ꯅꯦꯆꯔꯦꯜ ꯗꯤꯖꯥꯁꯇꯔ, ꯍꯥꯏꯕꯗꯤ ꯍ꯭ꯌꯨꯔꯤꯀꯦꯟ ꯅꯠꯇ꯭ꯔꯒ ꯇꯣꯔꯅꯦꯗꯣꯁꯤꯡ꯫ ꯃꯁꯤꯅ ꯚꯥꯏꯕ꯭ꯔꯦꯠ ꯇꯧꯏ, ꯑꯀꯟꯕ ꯑꯦꯂꯥꯔꯝ ꯑꯃ ꯇꯥꯛꯏ ꯑꯃꯁꯨꯡ ꯌꯨꯖꯔ ꯑꯗꯨꯕꯨ ꯃꯈꯣꯏꯅ ꯏꯚꯥꯀꯨꯑꯦꯠ ꯇꯧꯕ, ꯁꯦꯜ ꯇꯥꯟꯕ ꯅꯠꯇ꯭ꯔꯒ ꯑꯇꯩ ꯃꯊꯧ ꯇꯥꯕ ꯆꯦꯛꯁꯤꯟ ꯊꯧꯔꯥꯡꯁꯤꯡ ꯂꯧꯈꯠꯄ ꯃꯊꯧ ꯇꯥꯕ ꯃꯇꯝꯗ ꯑꯦꯂꯔꯠ ꯇꯧꯅꯕ ꯐ꯭ꯂꯥꯁ ꯇꯧꯏ꯫ ꯃꯁꯤꯗ ꯄꯦꯅꯤꯛ ꯕꯇꯟ ꯑꯃꯁꯨ ꯌꯥꯎꯕ ꯌꯥꯏ, ꯃꯗꯨ ꯊꯤꯡꯖꯤꯜꯂꯕ ꯃꯇꯝꯗ, ꯌꯨꯖꯔꯒꯤ ꯀꯣꯑꯣꯔꯗꯤꯅꯦꯠꯁꯤꯡ ꯑꯗꯨ ꯏꯃꯔꯖꯦꯟꯁꯤ ꯁꯔꯚꯤꯁꯁꯤꯡ ꯅꯠꯇ꯭ꯔꯒ ꯗꯦꯖꯤꯒꯅꯦꯇꯦꯗ ꯀꯟꯇꯦꯛꯇꯁꯤꯡꯗ ꯑꯣꯇꯣꯃꯦꯇꯦꯗ ꯑꯣꯏꯅ ꯊꯥꯏ꯫ ꯄꯣꯔꯇꯦꯕꯜ ꯄꯥꯋꯔ ꯒ꯭ꯔꯤꯗ ꯑꯃ ꯄꯣꯔꯇꯦꯕꯜ, ꯔꯤꯆꯥꯔꯖ ꯇꯧꯕ ꯌꯥꯕ, ꯑꯣꯜ-ꯏꯟ-ꯋꯥꯟ ꯄꯥꯋꯔ ꯒ꯭ꯔꯤꯗ ꯁꯤꯁ꯭ꯇꯦꯝ ꯑꯃꯅꯤ꯫ ꯃꯁꯤꯅ ꯄꯥꯋꯔ ꯋꯥꯠꯄ ꯅꯠꯇ꯭ꯔꯒ ꯀ꯭ꯔꯥꯏꯁꯤꯁꯀꯤ ꯃꯇꯝꯗ ꯇꯉꯥꯏꯐꯗꯕ ꯏꯂꯦꯛꯇ꯭ꯔꯣꯅꯤꯛꯁꯁꯤꯡ ꯆꯠꯅꯕ ꯌꯥꯅꯕ ꯃꯁꯤꯡ ꯌꯥꯝꯂꯕ ꯏꯂꯦꯛꯇ꯭ꯔꯤꯁꯤꯇꯤ ꯁꯣꯔꯁꯁꯤꯡ ꯄꯤꯔꯤ꯫ ꯄꯥꯋꯔ ꯒ꯭ꯔꯤꯗ ꯑꯁꯤꯗ ꯔꯤꯅ꯭ꯌꯨꯑꯦꯕꯜ ꯏꯅꯔꯖꯤꯒꯤꯗꯃꯛ ꯁꯣꯂꯔ ꯄꯦꯅꯦꯜꯁꯤꯡ, ꯅꯨꯡꯁꯤꯠꯀꯤ ꯇꯔꯕꯥꯏꯟ ꯑꯃ ꯑꯃꯁꯨꯡ ꯄꯥꯋꯔꯒꯤ ꯕꯦꯛꯑꯞ ꯁꯣꯔꯁ ꯑꯣꯏꯅ ꯍꯦꯟꯗ-ꯀ꯭ꯔꯦꯡꯀ ꯇꯧꯕ ꯖꯦꯅꯦꯔꯦꯇꯔ ꯑꯃ ꯂꯩꯒꯅꯤ꯫ ꯗꯤꯚꯥꯏꯁ ꯑꯁꯤꯗ ꯐꯣꯟ, ꯂꯦꯞꯇꯣꯞ, ꯃꯦꯗꯤꯀꯜ ꯏꯀ꯭ꯋꯤꯞꯃꯦꯟꯇ ꯑꯃꯁꯨꯡ ꯑꯇꯣꯞꯄ ꯇꯉꯥꯏ ꯐꯗꯕ ꯄꯣꯠꯂꯝꯁꯤꯡ ꯆꯥꯔꯖ ꯇꯧꯅꯕ ꯃꯁꯤꯡ ꯌꯥꯝꯂꯕ ꯑꯥꯎꯠꯂꯦꯠꯁꯤꯡꯁꯨ ꯌꯥꯎꯋꯤ꯫